ꯃꯦꯇꯥꯃꯣꯔꯐꯤꯛ ꯔꯣꯛꯁꯤꯡꯒꯤ ꯇꯣꯉꯥꯟ-ꯇꯣꯉꯥꯟꯕ ꯈꯨꯗꯝ ꯑꯍꯨꯝ ꯊꯤꯕꯤꯌꯨ꯫ ꯃꯈꯥꯗ ꯃꯦꯇꯥꯃꯣꯔꯐꯤꯛ ꯔꯣꯛꯁꯤꯡꯒꯤ ꯈꯨꯗꯝ ꯑꯍꯨꯝ ꯄꯤꯔꯤ꯫ ꯃꯥꯔꯕꯜ: ꯃꯥꯔꯕꯜ ꯑꯁꯤ ꯂꯥꯏꯝꯁ꯭ꯇꯣꯟꯒꯤ ꯃꯦꯇꯥꯃꯣꯔꯐꯤꯖꯝꯗꯒꯤ ꯂꯥꯛꯄ ꯃꯦꯇꯥꯃꯣꯔꯐꯤꯛ ꯔꯣꯛ ꯑꯃꯅꯤ, ꯃꯁꯤ ꯃꯔꯨꯑꯣꯏꯅ ꯀꯦꯜꯁꯥꯏꯠ ꯅꯠꯇ꯭ꯔꯒ ꯗꯣꯂꯣꯃꯥꯏꯠꯒꯨꯝꯕ ꯔꯤꯀ꯭ꯔꯤꯁꯇꯦꯂꯥꯏꯖ ꯇꯧꯔꯕ ꯀꯥꯔꯕꯣꯟ ꯃꯤꯅꯔꯦꯜꯁꯤꯡꯅ ꯁꯦꯝꯕꯅꯤ꯫ ꯃꯁꯤ ꯁ꯭ꯀꯜꯞꯆꯔ, ꯕꯤꯜꯗꯤꯡ ꯑꯃꯁꯨꯡ ꯃꯁꯛ ꯊꯣꯛꯄ ꯁꯤꯜ ꯑꯃ ꯑꯣꯏꯅ ꯃꯤꯌꯥꯝꯅ ꯄꯥꯝꯅꯕ ꯈꯟꯅꯕꯅꯤ꯫ ꯁ꯭ꯀꯤꯁꯠ ꯁ꯭ꯀꯤꯁꯠ ꯑꯁꯤ ꯃꯤꯗꯤꯌꯝ ꯒ꯭ꯔꯦꯗꯀꯤ ꯃꯦꯇꯥꯃꯣꯔꯐꯤꯛ ꯔꯣꯛ ꯑꯃꯅꯤ, ꯃꯁꯤ ꯑꯌꯥꯝꯕꯅ ꯃꯩꯁꯥ ꯑꯃꯁꯨꯡ ꯁꯦꯜ ꯅꯠꯇ꯭ꯔꯒ ꯑꯇꯩ ꯀ꯭ꯂꯦ-ꯔꯤꯆ ꯁꯦꯗꯤꯃꯦꯟꯇꯦꯔꯤ ꯔꯣꯛꯁꯤꯡꯒꯤ ꯃꯦꯇꯥꯃꯣꯔꯐꯤꯖꯝꯗꯒꯤ ꯁꯦꯝꯈꯤꯕꯅꯤ꯫ ꯃꯁꯤꯒꯤ ꯈ꯭ꯋꯥꯏꯗꯒꯤ ꯇꯣꯞ ꯇꯣꯞꯄ ꯃꯁꯛ ꯑꯁꯤ ꯃꯁꯤꯒꯤ ꯄ꯭ꯂꯦꯇꯤ ꯅꯠꯇ꯭ꯔꯒ ꯂꯦꯌꯔ ꯁ꯭ꯇꯔꯛꯆꯔ ꯑꯁꯤꯅ ꯃꯁꯤꯕꯨ ꯐꯖꯅ ꯈꯥꯏꯗꯣꯛꯄ ꯉꯝꯕꯒꯤ ꯊꯧꯅ ꯄꯤꯔꯤ꯫ ꯒ꯭ꯅꯦꯏꯁ: ꯒ꯭ꯅꯦꯏꯁ ꯍꯥꯏꯕꯁꯤ ꯑꯋꯥꯡꯕ ꯇꯦꯝꯄꯦꯔꯦꯆꯔ ꯑꯃꯁꯨꯡ ꯄ꯭ꯔꯦꯁꯔꯗ ꯏꯒ꯭ꯅꯦꯁ, ꯁꯦꯗꯤꯃꯦꯟꯇꯦꯔꯤ ꯅꯠꯇ꯭ꯔꯒ ꯑꯇꯣꯞꯄ ꯃꯦꯇꯥꯃꯣꯔꯐꯤꯛ ꯔꯣꯛ ꯑꯃꯒꯤ ꯃꯦꯇꯥꯃꯣꯔꯐꯤꯖꯝꯅ ꯁꯦꯝꯕ ꯐꯣꯂꯤꯑꯦꯇꯦꯗ ꯃꯦꯇꯥꯃꯣꯔꯐꯤꯛ ꯔꯣꯛ ꯑꯃꯅꯤ꯫ ꯃꯁꯤꯒꯤ ꯃꯤꯅꯔꯦꯜ ꯀꯝꯄꯣꯅꯦꯟꯠꯁꯤꯡ ꯑꯁꯤ ꯃꯉꯥꯜ ꯑꯃꯁꯨꯡ ꯑꯃꯝꯕ ꯃꯐꯝꯁꯤꯡꯗ ꯇꯣꯉꯥꯟꯅ ꯈꯥꯏꯗꯣꯛꯄꯅ ꯃꯔꯝ ꯑꯣꯏꯗꯨꯅ ꯃꯁꯤꯒꯤ ꯕꯦꯟ ꯅꯠꯇ꯭ꯔꯒ ꯁ꯭ꯇꯔꯥꯏꯞ ꯃꯑꯣꯡ ꯑꯃ ꯂꯩ꯫ ꯖꯣꯕ ꯑꯦꯅꯥꯂꯥꯏꯁꯤꯁꯀꯤ ꯄꯥꯟꯗꯝ ꯑꯗꯨ ꯐꯣꯡꯗꯣꯛꯎ꯫ ꯖꯣꯕ ꯑꯦꯅꯥꯂꯥꯏꯁꯤꯁ ꯍꯥꯏꯕꯁꯤ ꯇꯉꯥꯏꯐꯗꯕ ꯗ꯭ꯌꯨꯇꯤꯁꯤꯡ, ꯔꯦꯁꯄꯣꯟꯁꯤꯕꯤꯂꯤꯇꯤꯁꯤꯡ, ꯃꯊꯧ ꯇꯥꯕꯁꯤꯡ ꯑꯃꯁꯨꯡ ꯊꯕꯛ ꯇꯧꯕꯒꯤ ꯐꯤꯚꯝꯁꯤꯡ ꯈꯪꯗꯣꯛꯅꯕ ꯑꯃꯁꯨꯡ ꯂꯦꯞꯊꯣꯛꯅꯕ ꯑꯀꯛꯅꯕ ꯊꯕꯛ ꯑꯃꯒꯤ ꯃꯇꯥꯡꯗ ꯗꯦꯇꯥ ꯈꯣꯝꯖꯤꯟꯅꯕ, ꯌꯦꯡꯁꯤꯟꯕ ꯑꯃꯁꯨꯡ ꯏꯟꯇꯔꯞꯔꯥꯏꯖ ꯇꯧꯕꯒꯤ ꯊꯧꯑꯣꯡꯅꯤ꯫ ꯃꯁꯤꯒꯤ ꯄꯥꯟꯗꯝꯗꯤ ꯊꯕꯛ ꯑꯗꯨꯒꯤ ꯃꯇꯥꯡꯗ ꯃꯌꯦꯛ ꯁꯦꯡꯕ ꯑꯃꯁꯨꯡ ꯑꯆꯨꯝꯕ ꯃꯑꯣꯡꯗ ꯂꯧꯁꯤꯟꯕ ꯑꯃꯁꯨꯡ ꯃꯗꯨ ꯃꯥꯏꯄꯥꯛꯅ ꯄꯥꯡꯊꯣꯛꯅꯕꯒꯤꯗꯃꯛ ꯀꯔꯤ ꯃꯊꯧ ꯇꯥꯕꯒꯦ ꯍꯥꯏꯕꯗꯨ ꯄꯤꯕꯅꯤ꯫ ꯑꯣꯔꯒꯥꯅꯥꯏꯖꯦꯁꯟꯁꯤꯡꯒꯤꯗꯃꯛꯇ ꯖꯣꯕ ꯑꯦꯅꯥꯂꯥꯏꯁꯤꯁ ꯑꯁꯤ ꯃꯔꯨꯑꯣꯏꯕꯒꯤ ꯃꯔꯝ ꯀꯌꯥ ꯂꯩ꯫ ꯃꯁꯤꯒꯤ ꯃꯔꯨꯑꯣꯏꯕ ꯄꯥꯟꯗꯝꯁꯤꯡꯒꯤ ꯃꯅꯨꯡꯗ ꯑꯃꯗꯤ ꯑꯀꯛꯅꯕ ꯊꯕꯛ ꯑꯃꯒꯤꯗꯃꯛꯇ ꯃꯊꯧ ꯇꯥꯕ ꯊꯕꯛꯁꯤꯡ, ꯗ꯭ꯌꯨꯇꯤꯁꯤꯡ ꯑꯃꯁꯨꯡ ꯗꯥꯏꯇꯁꯤꯡꯒꯤ ꯃꯇꯥꯡꯗ ꯏꯟꯐꯣꯔꯃꯦꯁꯟ ꯄꯤꯕ ꯊꯕꯛꯀꯤ ꯃꯁꯛ ꯇꯥꯛꯄ ꯁꯦꯝꯒꯠꯄꯗ ꯃꯇꯦꯡ ꯄꯥꯡꯕꯅꯤ꯫ ꯏꯟꯐꯣꯔꯃꯦꯁꯟ ꯑꯁꯤ ꯄꯣꯖꯤꯁꯟ ꯑꯗꯨꯒꯤꯗꯃꯛꯇ ꯃꯊꯧ ꯇꯥꯕ ꯅꯣꯂꯦꯖ, ꯁ꯭ꯀꯤꯜ ꯑꯃꯁꯨꯡ ꯑꯦꯕꯤꯂꯤꯇꯤꯁꯤꯡ ꯂꯦꯞꯊꯣꯛꯄꯗ, ꯂꯣꯏꯅꯅ ꯄꯔꯐꯣꯃꯦꯟꯁ ꯁ꯭ꯇꯦꯟꯗꯔꯗ ꯑꯃꯁꯨꯡ ꯑꯦꯛꯁꯄꯦꯛꯇꯦꯁꯟꯁꯤꯡ ꯁꯦꯝꯒꯠꯄꯗ ꯁꯤꯖꯤꯟꯅꯕ ꯌꯥꯏ꯫ ꯖꯣꯕ ꯑꯦꯅꯥꯂꯥꯏꯁꯤꯁꯅ ꯊꯕꯛ ꯑꯗꯨꯒꯤꯗꯃꯛꯇ ꯀꯔꯤ ꯃꯊꯧ ꯇꯥꯕꯒꯦ ꯍꯥꯏꯕꯗꯨ ꯃꯌꯦꯛ ꯁꯦꯡꯅ ꯈꯪꯍꯟꯗꯨꯅ, ꯑꯃꯁꯨꯡ ꯀꯔꯤ ꯃꯈꯜꯒꯤ ꯃꯤꯑꯣꯏ ꯑꯃꯅ ꯊꯧꯗꯥꯡ ꯑꯗꯨꯗ ꯃꯥꯏ ꯄꯥꯛꯀꯅꯤ ꯍꯥꯏꯕꯒꯤ ꯃꯌꯦꯛ ꯁꯦꯡꯕ ꯋꯥꯈꯜꯂꯣꯟ ꯑꯃ ꯄꯤꯗꯨꯅ ꯔꯤꯀ꯭ꯔꯨꯏꯠꯃꯦꯟꯠ ꯑꯃꯁꯨꯡ ꯁꯦꯂꯦꯛꯁꯟ ꯄ꯭ꯔꯣꯁꯦꯁ ꯑꯗꯨꯁꯨ ꯈꯪꯍꯜꯂꯤ꯫ ꯃꯁꯤꯅ ꯃꯊꯪ ꯃꯅꯥꯏꯎ ꯅꯥꯏꯅ ꯑꯆꯨꯝꯕ ꯃꯤꯑꯣꯏ ꯑꯗꯨꯒ ꯊꯕꯛ ꯑꯗꯨꯒ ꯃꯥꯟꯅꯍꯟꯕꯗ ꯃꯇꯦꯡ ꯄꯥꯡꯒꯅꯤ ꯑꯃꯁꯨꯡ ꯇꯔꯟꯑꯣꯚꯔ ꯍꯟꯊꯍꯟꯗꯨꯅ ꯍꯦꯟꯅ ꯏꯐꯦꯛꯇꯤꯕ ꯑꯃꯁꯨꯡ ꯄ꯭ꯔꯗꯛꯇꯤꯕ ꯑꯣꯏꯕ ꯋꯥꯔꯛꯐꯣꯔꯁ ꯑꯃ ꯄꯨꯔꯛꯄ ꯉꯝꯒꯅꯤ꯫ ꯃꯁꯤꯒꯤ ꯃꯊꯛꯇ, ꯖꯣꯕ ꯑꯦꯅꯥꯂꯥꯏꯁꯤꯁꯅ ꯇ꯭ꯔꯦꯅꯤꯡ ꯄ꯭ꯔꯣꯒ꯭ꯔꯥꯝꯁꯤꯡꯒꯤ ꯗꯤꯖꯥꯏꯟ ꯇꯧꯕꯗ ꯃꯇꯦꯡ ꯄꯥꯡꯕ ꯌꯥꯏ, ꯊꯕꯛ ꯑꯗꯨꯒꯤꯗꯃꯛꯇ ꯃꯊꯧ ꯇꯥꯕ ꯂꯧꯁꯤꯡ, ꯁ꯭ꯀꯤꯜꯁꯤꯡ ꯑꯃꯁꯨꯡ ꯇꯧꯕ ꯉꯝꯕꯁꯤꯡ ꯑꯗꯨ ꯈꯪꯗꯣꯛꯇꯨꯅ ꯑꯃꯁꯨꯡ ꯇ꯭ꯔꯦꯅꯤꯡ ꯄ꯭ꯔꯣꯒ꯭ꯔꯥꯝꯁꯤꯡ ꯑꯁꯤ ꯃꯊꯧ ꯇꯥꯕꯁꯤꯡ ꯑꯁꯤꯒ ꯃꯥꯟꯅꯅ ꯁꯣꯏꯗꯅ ꯂꯩꯍꯟꯕ ꯌꯥꯏ꯫ ꯑꯔꯣꯏꯕꯗ, ꯖꯣꯕ ꯑꯦꯅꯥꯂꯥꯏꯁꯤꯁꯅ ꯖꯣꯕ ꯏꯚꯥꯜꯌꯨꯑꯦꯁꯟꯒꯤ ꯄ꯭ꯔꯣꯁꯦꯁ ꯑꯗꯨ ꯈꯪꯍꯟꯕ ꯉꯝꯃꯤ, ꯃꯁꯤꯅ ꯑꯣꯔꯒꯅꯥꯏꯖꯦꯁꯟꯒꯤ ꯃꯅꯨꯡꯗ ꯂꯩꯕ ꯊꯕꯛꯁꯤꯡꯒꯤ ꯔꯤꯂꯦꯇꯤꯚ ꯑꯣꯏꯕ ꯃꯃꯜ ꯑꯗꯨ ꯂꯦꯞꯊꯣꯛꯅꯕ ꯑꯃꯁꯨꯡ ꯄꯦ ꯑꯃꯁꯨꯡ ꯀꯝꯄꯦꯟꯁꯦꯁꯟꯒꯤ ꯑꯀꯣꯏꯕꯗ ꯂꯩꯕ ꯋꯥꯔꯦꯞꯁꯤꯡꯗ ꯈꯪꯍꯟꯅꯕ ꯁꯤꯖꯤꯟꯅꯩ꯫ ꯑꯄꯨꯅꯕ ꯑꯣꯏꯅ, ꯊꯕꯛ ꯑꯦꯅꯥꯂꯥꯏꯁꯤꯁꯀꯤ ꯄꯥꯟꯗꯝꯗꯤ ꯊꯕꯛꯀꯤ ꯃꯇꯥꯡꯗ ꯃꯃꯜ ꯌꯥꯝꯂꯕ ꯏꯟꯐꯣꯔꯃꯦꯁꯟ ꯄꯤꯕ, ꯊꯕꯛ ꯗꯤꯖꯥꯏꯟ ꯑꯃꯁꯨꯡ ꯗꯤꯚꯦꯂꯄꯃꯦꯟꯠ, ꯔꯤꯀ꯭ꯔꯨꯏꯠꯃꯦꯟꯠ ꯈꯟꯕꯒꯤ ꯇ꯭ꯔꯦꯅꯤꯡ ꯑꯃꯁꯨꯡ ꯀꯝꯄꯦꯟꯁꯦꯁꯟꯒꯤ ꯑꯀꯣꯏꯕꯗ ꯂꯩꯕ ꯃꯔꯨꯑꯣꯏꯕ ꯋꯥꯔꯦꯞꯁꯤꯡ ꯈꯪꯍꯟꯕ, ꯑꯃꯁꯨꯡ ꯑꯣꯔꯒꯥꯅꯥꯏꯖꯦꯁꯟꯁꯤꯡꯅ ꯃꯈꯣꯏꯒꯤ ꯍ꯭ꯌꯨꯃꯦꯟ ꯔꯤꯁꯣꯔꯁꯁꯤꯡꯒꯤ ꯃꯦꯅꯦꯖꯃꯦꯟꯠꯗ ꯏꯐꯦꯛꯇꯤꯚ ꯑꯃꯁꯨꯡ ꯏꯐꯤꯁꯤꯑꯦꯟꯠ ꯑꯣꯏꯕ ꯁꯣꯏꯗꯅ ꯂꯩꯍꯟꯕꯅꯤ꯫